ꯃꯤꯑꯣꯏ ꯑꯃꯕꯨ ꯀꯔꯤꯅ ꯋꯥꯈꯜ ꯋꯥꯕ ꯊꯣꯛꯍꯜꯂꯤꯕꯅꯣ? ꯋꯥꯈꯜ ꯆꯔꯥꯡꯅꯕꯥ ꯑꯁꯤ ꯕꯥꯏꯑꯣꯂꯣꯖꯤꯀꯦꯜ, ꯁꯥꯏꯀꯣꯂꯣꯖꯤꯀꯦꯜ ꯑꯃꯁꯨꯡ ꯑꯦꯟꯚꯥꯏꯔꯟꯃꯦꯟꯇꯦꯜ ꯐꯦꯛꯇꯔꯁꯤꯡ ꯌꯥꯎꯅ ꯃꯈꯜ ꯀꯌꯥꯒꯤ ꯐꯦꯛꯇꯔꯁꯤꯡꯅ ꯊꯣꯛꯍꯟꯕ ꯌꯥꯏ꯫ ꯋꯥꯈꯜ ꯋꯥꯕ ꯊꯣꯛꯍꯟꯕꯒꯤ ꯀꯃꯟ ꯑꯣꯏꯕ ꯃꯔꯝ ꯈꯔꯗꯤ ꯃꯈꯥꯗ ꯄꯤꯔꯤꯕꯁꯤꯡꯁꯤꯅꯤ꯫ ꯖꯦꯅꯦꯇꯤꯛꯁ - ꯔꯤꯁꯔꯆꯅꯥ ꯇꯥꯛꯂꯤ ꯃꯗꯨꯗꯤ ꯋꯥꯈꯜ ꯋꯥꯕ ꯑꯁꯤ ꯏꯃꯨꯡꯁꯤꯡꯗ ꯆꯠꯊꯔꯛꯄ ꯌꯥꯏ, ꯃꯁꯤꯅ ꯖꯤꯟꯁꯤꯡꯅ ꯋꯥꯈꯜ ꯋꯥꯕ ꯊꯦꯡꯅꯕꯗ ꯊꯧꯗꯥꯡ ꯂꯧꯕ ꯌꯥꯏ ꯍꯥꯏꯅ ꯐꯣꯡꯗꯣꯛꯂꯤ꯫ ꯕ꯭ꯔꯦꯟ ꯀꯦꯃꯤꯁꯇ꯭ꯔꯤ - ꯋꯥꯈꯜ ꯋꯥꯕ ꯑꯁꯤ ꯕ꯭ꯔꯦꯟꯗ ꯂꯩꯕ ꯀꯦꯃꯤꯀꯦꯜꯁꯤꯡ, ꯍꯥꯏꯕꯗꯤ ꯁꯦꯔꯣꯇꯣꯅꯤꯟꯒꯨꯝꯕ ꯀꯦꯃꯤꯀꯦꯜꯁꯤꯡꯒꯤ ꯏꯝꯕꯦꯂꯦꯟꯁ ꯂꯩꯇꯕꯅꯥ ꯃꯔꯝ ꯑꯣꯏꯗꯨꯅ ꯋꯥꯈꯜ ꯋꯥꯕ ꯑꯃꯁꯨꯡ ꯏꯃꯣꯁꯟꯁꯤꯡꯕꯨ ꯔꯤꯒꯨꯂꯦꯠ ꯇꯧꯕ ꯌꯥꯏ꯫ ꯄꯨꯟꯁꯤꯒꯤ ꯑꯦꯛꯁꯄꯤꯔꯤꯑꯦꯟꯁꯁꯤꯡ - ꯑꯦꯕ꯭ꯌꯨꯖ ꯅꯠꯇ꯭ꯔꯒ ꯅꯦꯒꯂꯦꯛꯇꯒꯨꯝꯕ ꯁꯣꯛꯍꯜꯂꯕꯥ ꯑꯦꯛꯁꯄꯤꯔꯤꯑꯦꯟꯁꯁꯤꯡ, ꯅꯠꯇ꯭ꯔꯒ ꯑꯇꯣꯞꯄ ꯁ꯭ꯇꯔꯦꯁ ꯂꯩꯕ ꯄꯨꯟꯁꯤꯒꯤ ꯊꯧꯗꯣꯛꯁꯤꯡ, ꯍꯥꯏꯕꯗꯤ ꯅꯨꯡꯁꯤꯖꯔꯕꯥ ꯃꯤꯑꯣꯏ ꯑꯃ ꯃꯥꯡꯈꯤꯕ ꯑꯁꯤꯅꯆꯤꯡꯕꯅ ꯋꯥꯈꯜ ꯅꯨꯡꯉꯥꯏꯇꯕꯥ ꯄꯣꯛꯍꯟꯕ ꯌꯥꯏ꯫ ꯄꯔꯁꯣꯅꯦꯂꯤꯇꯤ- ꯑꯀꯛꯅꯕꯥ ꯄꯔꯁꯣꯅꯦꯂꯤꯇꯤ ꯇ꯭ꯔꯦꯠꯁꯤꯡ, ꯍꯥꯏꯕꯗꯤ ꯄꯔꯐꯦꯛꯁꯟꯅꯤꯁ꯭ꯠ ꯑꯣꯏꯕ ꯅꯠꯇ꯭ꯔꯒ ꯁꯦꯜꯐ-ꯏꯁ꯭ꯇꯤꯝ ꯅꯦꯝꯕ ꯑꯁꯤꯅ ꯀꯅꯥꯒꯨꯝꯕ ꯑꯃꯕꯨ ꯍꯦꯟꯅ ꯋꯥꯈꯜ ꯋꯥꯕ ꯊꯣꯛꯍꯟꯕ ꯌꯥꯏ꯫ ꯀ꯭ꯔꯣꯅꯤꯛ ꯃꯦꯗꯤꯀꯦꯜ ꯀꯟꯗꯤꯁꯟꯁꯤꯡ- ꯀ꯭ꯔꯣꯅꯤꯛ ꯄꯦꯏꯟ, ꯔꯦꯁ꯭ꯄꯤꯔꯦꯇꯔꯤ ꯗꯤꯁꯑꯣꯔꯗꯔ, ꯅꯠꯇ꯭ꯔꯒ ꯑꯇꯦꯏ ꯑꯅꯥꯕꯁꯤꯡꯒꯨꯝꯕ ꯀꯟꯗꯤꯁꯟꯁꯤꯡꯅ ꯋꯥꯈꯜ ꯋꯥꯕ ꯊꯣꯛꯍꯜꯂꯛꯄ ꯅꯠꯇ꯭ꯔꯒ ꯍꯦꯟꯅ ꯐꯒꯠꯍꯟꯕ ꯌꯥꯏ꯫ ꯄꯣꯠꯁꯛ ꯁꯤꯖꯤꯟꯅꯕ - ꯗ꯭ꯔꯒ ꯅꯠꯇ꯭ꯔꯒ ꯌꯨ ꯁꯤꯖꯤꯟꯅꯕꯅꯥ ꯋꯥꯈꯜ ꯋꯥꯕ ꯍꯦꯟꯒꯠꯂꯛꯄ ꯅꯠꯇ꯭ꯔꯒ ꯍꯦꯟꯅ ꯁꯣꯛꯍꯜꯂꯛꯄ ꯌꯥꯏ꯫ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯋꯥꯈꯜ ꯆꯔꯥꯡꯅꯕꯥ ꯃꯔꯝꯁꯤꯡ ꯑꯁꯤ ꯀꯝꯄ꯭ꯂꯦꯛꯁ ꯑꯣꯏ ꯑꯃꯁꯨꯡ ꯃꯤꯑꯣꯏ ꯈꯨꯗꯤꯡꯃꯛꯀꯤ ꯑꯣꯏꯅ ꯈꯦꯠꯅꯕ ꯌꯥꯏ꯫ ꯀꯔꯤꯒꯨꯝꯕ ꯅꯍꯥꯛ ꯅꯠꯇ꯭ꯔꯒ ꯅꯍꯥꯛꯅ ꯈꯪꯂꯤꯕ ꯃꯤꯑꯣꯏ ꯑꯃꯅ ꯋꯥꯈꯜ ꯅꯨꯡꯉꯥꯏꯇꯕꯥ ꯂꯩꯔꯕꯗꯤ, ꯁꯄꯣꯔꯠ ꯑꯃꯁꯨꯡ ꯂꯥꯏꯌꯦꯡꯒꯤꯗꯃꯛ ꯗꯣꯛꯇꯔ ꯅꯠꯇ꯭ꯔꯒ ꯃꯦꯟꯇꯦꯜ ꯍꯦꯜꯊ ꯄ꯭ꯔꯣꯐꯦꯁꯅꯦꯜ ꯑꯃꯒ ꯋꯥꯔꯤ ꯁꯥꯅꯕ ꯍꯥꯏꯕꯁꯤ ꯌꯥꯝꯅ ꯃꯔꯨꯑꯣꯏ꯫ ꯋꯥꯍꯩꯁꯤꯡ ꯑꯁꯤꯕꯨ ꯆꯞ ꯃꯥꯟꯅꯕꯥ ꯑꯔꯊ ꯄꯤꯕ ꯄꯦꯔꯥꯒ꯭ꯔꯥꯐ ꯑꯃꯗ ꯁꯦꯝꯖꯤꯜꯂꯨ꯫ ꯃꯍꯩꯔꯣꯏ ꯑꯗꯨꯒꯤ ꯊꯕꯛ ꯑꯗꯨꯗ ꯏꯟꯁꯇ꯭ꯔꯛꯇꯔ ꯑꯗꯨ ꯌꯥꯝꯅ ꯅꯨꯡꯉꯥꯏꯈꯤꯗꯦ꯫ ꯃꯍꯥꯛꯅ ꯃꯍꯥꯛꯀꯤ ꯍꯣꯠꯅꯖꯃꯜ ꯑꯗꯨꯒꯤꯗꯃꯛ ꯂꯥꯟꯅ ꯂꯝꯖꯤꯡꯈꯤ꯫ ꯃꯊꯪꯒꯤ ꯃꯇꯝꯗ ꯃꯍꯥꯛꯀꯤ ꯊꯕꯛꯇ ꯍꯦꯟꯅ ꯍꯣꯠꯅꯒꯗꯕꯅꯤ ꯍꯥꯏꯅ ꯃꯍꯥꯛꯅ ꯍꯥꯏꯈꯤ꯫ ꯏꯟꯁꯇ‍꯭ꯔꯛꯇꯔꯅꯥ ꯃꯍꯩꯔꯣꯏ ꯑꯗꯨꯕꯨ ꯃꯍꯥꯛꯀꯤ ꯍꯣꯠꯅꯖꯃꯜ ꯑꯗꯨꯒꯤꯗꯃꯛ ꯂꯥꯟꯅ ꯂꯝꯖꯤꯡꯈꯤ, ꯃꯊꯪꯒꯤ ꯃꯇꯝꯗ ꯃꯍꯥꯛꯀꯤ ꯊꯕꯛꯇ ꯍꯦꯟꯅ ꯍꯣꯠꯅꯒꯗꯕꯅꯤ ꯍꯥꯏꯅ ꯍꯥꯏꯈꯤ꯫ ꯃꯍꯥꯛꯀꯤ ꯊꯕꯛ ꯑꯗꯨꯗ ꯃꯍꯥꯛ ꯌꯥꯝꯅ ꯅꯨꯡꯉꯥꯏꯈꯤꯗꯦ꯫